ꯂꯦꯝꯄ ꯑꯃꯥꯗ ꯖꯤꯅꯤꯁ ꯑꯃꯥ ꯐꯪꯂꯕꯥ ꯂꯧꯃꯤ ꯑꯃꯒꯤ ꯃꯔꯝꯗꯥ ꯋꯥꯔꯤ ꯑꯃꯥ ꯖꯦꯅꯦꯔꯦꯠ ꯇꯧꯕꯤꯌꯨ꯫ ꯃꯇꯝ ꯑꯃꯗꯥ ꯑꯄꯤꯛꯄꯥ ꯈꯨꯡꯒꯪ ꯑꯃꯗꯥ ꯖꯦꯛ ꯀꯧꯕ ꯂꯧꯃꯤ ꯑꯃꯥ ꯂꯩꯔꯝꯃꯤ꯫ ꯖꯦꯛ ꯑꯁꯤ ꯏꯆꯝ ꯆꯝꯕꯥ ꯃꯤꯁꯛ ꯑꯃꯅꯤ, ꯃꯍꯥꯛꯀꯤ ꯄꯨꯟꯁꯤ ꯆꯨꯞꯄꯥ ꯃꯍꯥꯛꯀꯤ ꯂꯧꯕꯨꯛꯇꯥ ꯀꯟꯅꯥ ꯍꯣꯠꯅꯗꯨꯅꯥ, ꯂꯝ ꯑꯗꯨ ꯂꯧꯎ ꯁꯤꯡꯎ ꯇꯧꯗꯨꯅꯥ ꯑꯃꯁꯨꯡ ꯃꯍꯥꯛꯀꯤ ꯁꯥ ꯁꯟꯁꯤꯡ ꯌꯦꯡꯁꯤꯟꯕꯗꯥ ꯂꯦꯡꯈꯤ꯫ ꯃꯍꯥꯛꯅꯥ ꯀꯟꯅꯥ ꯍꯣꯠꯅꯔꯕꯁꯨ ꯖꯦꯛꯅꯥ ꯃꯇꯝ ꯄꯨꯝꯕꯗꯥ ꯍꯤꯡꯅꯕꯒꯤ ꯂꯝꯕꯤ ꯈꯛꯇꯃꯛ ꯂꯩꯔꯝꯃꯤ꯫ ꯃꯍꯥꯛꯀꯤ ꯃꯆꯥꯁꯤꯡꯕꯨ ꯍꯦꯟꯅꯥ ꯐꯕꯥ ꯌꯨꯝ ꯑꯃꯥ ꯑꯃꯁꯨꯡ ꯍꯦꯟꯅꯥ ꯐꯕꯥ ꯇꯨꯡꯂꯝꯆꯠ ꯑꯃꯥ ꯄꯤꯕꯒꯤ ꯃꯪꯂꯥꯟ ꯑꯗꯨ ꯃꯄꯨꯡ ꯐꯥꯍꯟꯕꯥ ꯉꯝꯈꯤꯗꯦ꯫ ꯅꯨꯃꯤꯠꯀꯤ ꯃꯉꯥꯜꯅꯥ ꯊꯜꯂꯕꯥ ꯅꯨꯃꯤꯠ ꯑꯃꯗꯥ ꯖꯦꯛꯅꯥ ꯃꯇꯝ ꯄꯨꯝꯅꯃꯛꯇꯥ ꯇꯧꯔꯤꯕꯥ ꯑꯗꯨꯒꯨꯝꯅꯥ ꯃꯍꯥꯛꯀꯤ ꯂꯧꯕꯨꯛꯇꯥ ꯆꯦꯟꯁꯤꯜꯂꯛꯄꯥ ꯃꯇꯝꯗꯥ ꯃꯍꯥꯛꯀꯤ ꯂꯧꯕꯨꯛ ꯑꯗꯨ ꯌꯥꯝꯅꯥ ꯀꯟꯅꯥ ꯁꯣꯛꯈꯤ꯫ ꯈꯪꯅꯤꯡꯗꯅꯥ ꯖꯦꯛꯅꯥ ꯂꯩꯃꯥꯏ ꯑꯗꯨ ꯂꯧꯊꯣꯛꯈꯤ ꯑꯃꯁꯨꯡ ꯑꯔꯤꯕꯥ ꯂꯦꯝꯄ ꯑꯃꯥ ꯐꯪꯈꯤ꯫ ꯃꯁꯤ ꯃꯩꯈꯨ ꯆꯦꯟꯗꯕꯥ ꯃꯩꯅꯥ ꯆꯥꯛꯄꯥ ꯑꯃꯁꯨꯡ ꯌꯥꯝꯅꯥ ꯁꯥꯡꯅꯥ ꯃꯥꯂꯦꯝꯗꯥ ꯊꯨꯡꯂꯔꯕꯥ ꯃꯑꯣꯡꯗꯥ ꯎꯕꯥ ꯐꯪꯈꯤ꯫ ꯖꯦꯛꯅꯥ ꯂꯦꯝꯄ ꯑꯗꯨꯗꯒꯤ ꯃꯩ ꯊꯥꯗꯣꯛꯇꯨꯅꯥ ꯁꯦꯡꯗꯣꯛꯄꯥ ꯍꯧꯔꯛꯈꯤ, ꯈꯪꯍꯧꯗꯅꯥ ꯖꯤꯅꯤꯁ ꯑꯃꯥ ꯂꯥꯛꯈꯤ꯫ꯖꯤꯅꯤꯁ ꯑꯁꯤ ꯑꯆꯧꯕꯥ ꯑꯃꯅꯤ ꯂꯝꯕꯥ ꯈꯣꯡꯎꯞ ꯑꯃꯁꯨꯡ ꯇꯔꯕꯥꯟ ꯑꯃꯥ ꯂꯩꯔꯝꯃꯤ, ꯑꯃꯁꯨꯡ ꯁ꯭ꯇꯥꯔꯂꯥꯏꯠꯒꯨꯝꯅꯥ ꯉꯥꯟꯊꯣꯛꯂꯝꯃꯤ꯫ ꯊꯥꯒꯠꯆꯔꯤ ꯑꯣ ꯃꯤꯅꯨꯡꯁꯤ ꯂꯩꯕꯥ ꯃꯥꯁ꯭ꯇꯔ, ꯑꯩꯕꯨ ꯑꯩꯒꯤ ꯂꯦꯝꯄꯇꯒꯤ ꯊꯥꯗꯣꯛꯄꯤꯔꯛꯄꯒꯤꯗꯃꯛ ꯖꯤꯅꯤꯁꯅꯥ ꯍꯥꯏꯔꯛꯏ ꯃꯁꯤꯒꯤꯗꯃꯛ ꯑꯩꯅꯥ ꯅꯪꯕꯨ ꯑꯄꯥꯝꯕꯥ ꯑꯍꯨꯝ ꯄꯤꯒꯅꯤ꯫ ꯅꯪꯒꯤ ꯑꯍꯥꯟꯕꯥ ꯑꯄꯥꯝꯕꯥ ꯀꯔꯤꯅꯣ? ꯖꯦꯛ ꯑꯁꯤ ꯊꯋꯥꯏ ꯌꯥꯎꯈꯤ꯫ ꯊꯣꯛꯂꯤꯕꯥ ꯊꯧꯗꯣꯛ ꯑꯗꯨ ꯃꯍꯥꯛ ꯊꯥꯖꯕꯥ ꯉꯝꯈꯤꯗꯦ꯫ ꯃꯤꯀꯨꯞ ꯈꯔꯒꯤ ꯃꯇꯨꯡꯗꯥ ꯃꯍꯥꯛꯅꯥ ꯍꯥꯏꯈꯤ, ꯑꯩꯍꯥꯛꯅꯥ ꯑꯩꯍꯥꯛꯀꯤ ꯏꯃꯨꯡꯒꯤ ꯍꯦꯟꯅꯥ ꯐꯕꯥ ꯄꯨꯟꯁꯤ ꯑꯃꯥ ꯄꯤꯕꯥ ꯉꯝꯅꯕꯥ ꯑꯩꯍꯥꯛꯀꯤ ꯐꯥꯔꯝ ꯑꯁꯤ ꯌꯥꯏꯐꯕꯥ ꯑꯣꯏꯍꯟꯕꯥ ꯄꯥꯝꯃꯤ꯫ ꯖꯤꯅꯤꯁ ꯑꯗꯨꯅꯥ ꯅꯣꯛꯈꯤ ꯑꯃꯁꯨꯡ ꯃꯍꯥꯛꯀꯤ ꯈꯨꯠꯁꯥ ꯍꯩꯕꯥ ꯑꯃꯒꯥ ꯂꯣꯏꯅꯅꯥ ꯖꯦꯛꯀꯤ ꯐꯥꯔꯝ ꯑꯗꯨ ꯇ꯭ꯔꯥꯟꯁꯐꯣꯔꯝ ꯇꯧꯈꯤ꯫ ꯂꯧꯕꯨꯛꯁꯤꯡ ꯑꯗꯨ ꯈ꯭ꯋꯥꯏꯗꯒꯤ ꯂꯨꯕꯥ ꯃꯍꯩ-ꯃꯔꯣꯡꯁꯤꯡꯅꯥ ꯊꯜꯂꯝꯃꯤ, ꯒꯣꯗꯥꯎꯅꯁꯤꯡ ꯑꯗꯨ ꯈ꯭ꯋꯥꯏꯗꯒꯤ ꯍꯛꯆꯥꯡ ꯐꯕꯥ ꯁꯥ-ꯁꯟꯁꯤꯡꯅꯥ ꯊꯜꯂꯝꯃꯤ ꯑꯃꯁꯨꯡ ꯐꯥꯔꯝꯒꯤ ꯌꯨꯝ ꯑꯗꯨ ꯁꯦꯝꯖꯤꯟ-ꯁꯥꯖꯤꯟꯈꯤ ꯑꯃꯁꯨꯡ ꯑꯃꯨꯛ ꯍꯟꯅꯥ ꯁꯦꯝꯖꯤꯟꯈꯤ꯫ ꯅꯪꯒꯤ ꯑꯅꯤꯁꯨꯕꯥ ꯑꯄꯥꯝꯕꯒꯤꯗꯃꯛ ꯅꯪꯅꯥ ꯀꯔꯤ ꯄꯥꯝꯂꯤꯕꯅꯣ? ꯖꯤꯅꯤꯁ ꯑꯗꯨꯅꯥ ꯍꯪꯈꯤ꯫ ꯖꯦꯛꯅꯥ ꯃꯤꯀꯨꯞ ꯈꯔꯥ ꯈꯟꯈꯤ ꯑꯃꯁꯨꯡ ꯃꯇꯨꯡꯗꯥ ꯍꯥꯏꯈꯤ ꯑꯩꯒꯤ ꯑꯉꯥꯡꯁꯤꯡꯅꯥ ꯑꯐꯕꯥ ꯃꯍꯩ-ꯃꯁꯤꯡ ꯑꯃꯁꯨꯡ ꯃꯉꯥꯜ ꯂꯩꯕꯥ ꯇꯨꯡꯂꯝꯆꯠ ꯑꯃꯥ ꯐꯪꯍꯟꯕꯥ ꯄꯥꯝꯃꯤ꯫ ꯖꯤꯅꯤꯁ ꯑꯗꯨꯅꯥ ꯅꯣꯛꯈꯤ ꯑꯃꯁꯨꯡ ꯃꯍꯥꯛꯀꯤ ꯈꯨꯠꯁꯥꯒꯤ ꯑꯇꯣꯞꯄꯥ ꯈꯣꯉꯎꯞ ꯑꯃꯒꯥ ꯂꯣꯏꯅꯅꯥ ꯖꯦꯛꯀꯤ ꯃꯆꯥꯁꯤꯡꯕꯨ ꯃꯄꯨꯡ ꯐꯥꯅꯥ ꯁ꯭ꯀꯣꯂꯥꯔꯁꯤꯄꯀꯥ ꯂꯣꯏꯅꯅꯥ ꯂꯩꯕꯥꯛ ꯑꯁꯤꯒꯤ ꯈ꯭ꯋꯥꯏꯗꯒꯤ ꯐꯕꯥ ꯁ꯭ꯀꯨꯜꯁꯤꯡꯗꯥ ꯇꯝꯈꯤ꯫